ꯏꯂꯦꯛꯁꯟ ꯀꯝꯃꯤꯁꯟ ꯑꯣꯐ ꯏꯟꯗꯤꯌꯥꯅ ꯄꯨꯊꯣꯛꯄ ꯏꯁꯩ ꯑꯩ ꯚꯥꯔꯠꯅꯤ ꯄꯨꯊꯣꯛꯄꯒ ꯂꯣꯏꯅꯅ ꯃꯤꯌꯥꯝꯅ ꯂꯩꯕꯥꯛꯀꯤ ꯃꯤꯍꯨꯠ ꯈꯟꯕꯒꯤ ꯅꯨꯃꯤꯠ ꯋꯥꯁꯛ ꯂꯧꯒꯅꯤ꯫ꯃꯍꯧꯁꯥ ꯄꯥꯡꯊꯣꯛꯄꯒꯨꯝꯅ ꯆꯠꯂꯤꯕ ꯆꯍꯤ ꯑꯁꯤꯗꯁꯨ ꯅꯧꯅ ꯚꯣꯇꯔ ꯆꯜꯂꯕ ꯍꯧꯒꯠꯂꯛꯂꯤꯕ ꯅꯍꯥꯁꯤꯡꯕꯨ ꯃꯈꯣꯏꯒꯤ ꯃꯤꯍꯨꯠ ꯈꯟꯕ ꯌꯥꯕꯒꯤ ꯁꯛꯇꯥꯛ ꯆꯦ ꯄꯤꯗꯨꯅ ꯄꯨꯛꯅꯤꯡ ꯊꯧꯒꯠꯀꯅꯤ꯫ꯆꯠꯂꯤꯕ ꯆꯍꯤ ꯑꯁꯤꯒꯤ ꯖꯅꯨꯋꯥꯔꯤ ꯂꯉꯥꯗ ꯃꯅꯤꯄꯨꯔꯒꯤ ꯑꯣꯏꯅ ꯑꯔꯣꯏꯕ ꯃꯤꯍꯨꯠ ꯈꯟꯕꯒꯤ ꯄꯔꯤꯡ ꯐꯣꯡꯗꯣꯛꯈꯤꯕ ꯑꯗꯨꯗ ꯃꯅꯤꯄꯨꯔꯒꯤ ꯑꯄꯨꯟꯕꯚꯣꯇꯔ ꯃꯁꯤꯡ ꯑꯁꯤ ꯂꯥꯛ ꯀꯨꯟ ꯂꯤꯁꯤꯡ ꯌꯥꯡꯈꯩ ꯇꯔꯦꯠ ꯆꯟꯅꯤꯄꯥꯜ ꯌꯥꯡꯈꯩ ꯌꯧꯈ꯭ꯔꯦ꯫ꯃꯁꯤꯒꯤ ꯃꯅꯨꯡꯗ ꯅꯨꯄꯥ ꯚꯣꯇꯔꯅ ꯂꯥꯛ ꯃꯥꯄꯜ ꯂꯔꯤꯐꯨ ꯇꯔꯥ ꯃꯉꯥ ꯆꯟꯅꯤ ꯁꯤꯅꯣ ꯅꯤꯄꯥꯜ ꯑꯃꯁꯨꯡ ꯅꯨꯄꯤ ꯚꯣꯇꯔ ꯃꯁꯤꯡꯅ ꯂꯥꯛ ꯇꯔꯥ ꯂꯤꯁꯤꯡ ꯍꯨꯝꯐꯨ ꯅꯤꯊꯣꯏ ꯆꯥꯝꯃ ꯀꯨꯟ ꯇꯔꯨꯛꯅꯤ꯫ꯂꯣꯏꯅꯅ ꯅꯨꯄꯤ ꯁꯥꯕꯤ ꯚꯣꯇꯔ ꯃꯁꯤꯡꯅ ꯆꯟꯅꯤ ꯀꯨꯟ ꯅꯤ꯫ꯃꯅꯤꯄꯨꯔꯒꯤ ꯑꯣꯏꯅ ꯅꯨꯄꯥ-ꯅꯨꯄꯤ ꯆꯥꯡ ꯑꯁꯤ ꯑꯣꯏꯔꯤ꯫ꯃꯅꯤꯄꯨꯔꯗ ꯆꯤꯐ ꯏꯂꯦꯛꯇꯣꯔꯦꯜ ꯑꯣꯐꯤꯁꯥꯔ ꯃꯅꯤꯄꯨꯔꯒꯤ ꯑꯣꯐꯤꯁꯅ ꯍꯧꯗꯨꯅ ꯏꯂꯦꯛꯁꯟ ꯀꯝꯃꯤꯁꯟ ꯑꯣꯟꯏꯟꯗꯤꯌꯥꯒꯤ ꯃꯈꯥꯗ ꯅꯍꯥ ꯑꯣꯏꯔꯤꯕ ꯚꯣꯇꯔꯁꯤꯡꯗ ꯋꯥꯈꯜ ꯇꯥꯍꯟꯕ, ꯃꯤꯈꯜꯗ ꯃꯈꯣꯏꯅ ꯂꯧꯒꯗꯕ ꯊꯧꯗꯥꯡꯁꯤꯡꯒꯤ ꯃꯇꯥꯡꯗ ꯃꯃꯨꯠ ꯇꯥꯅ ꯈꯪꯍꯟꯅꯕ ꯊꯧꯔꯝꯁꯤꯡ ꯂꯦꯞꯇꯅ ꯄꯥꯡꯊꯣꯛꯄꯅ ꯍꯧꯖꯤꯛꯇꯤ ꯃꯗꯨꯒꯤ ꯃꯍꯩ ꯐꯪꯕ ꯉꯝꯂꯦ꯫ꯃꯅꯤꯄꯨꯔꯒꯤ ꯑꯣꯏꯅ ꯃꯁꯥꯒꯤ ꯆꯍꯤ ꯇꯔꯥ ꯅꯤꯄꯥꯜꯗꯒꯤ ꯇꯔꯥꯃꯥꯄꯜ ꯐꯥꯎꯕꯒꯤ ꯃꯅꯨꯡꯗ ꯂꯩꯔꯤꯕ ꯅꯍꯥ ꯃꯁꯤꯡ ꯑꯁꯤ ꯂꯥꯛ ꯑꯃ ꯂꯤꯁꯤꯡ ꯅꯤꯐꯨ ꯇꯔꯨꯛ ꯆꯍꯨꯝ ꯑꯃ ꯅꯤ꯫ꯃꯁꯤꯒꯤ ꯃꯅꯨꯡꯗ ꯂꯤꯁꯤꯡ ꯅꯤꯐꯨ ꯇꯔꯨꯛ ꯆꯥꯝꯃꯉꯥ ꯃꯔꯤꯐꯨ ꯇꯔꯨꯛ ꯍꯟꯗꯛꯀꯤ ꯑꯔꯣꯏꯕ ꯃꯤꯍꯨꯠ ꯈꯟꯕꯒꯤ ꯆꯦꯕꯥꯡ ꯐꯣꯡꯕ ꯃꯇꯝ ꯐꯥꯎꯕꯗ ꯏꯂꯦꯛꯇꯣꯔꯦꯜ ꯔꯣꯜꯗ ꯃꯤꯡ ꯆꯟꯈꯤ꯫ꯃꯅꯤꯄꯨꯔꯗ ꯆꯍꯤ ꯇꯔꯥꯅꯤꯄꯥꯜ ꯁꯨꯕꯗ ꯉꯥꯏꯔꯤꯕ ꯅꯍꯥ ꯑꯣꯏꯔꯤꯕ ꯚꯣꯇꯔ ꯏꯂꯦꯛꯇꯣꯔꯦꯜ ꯔꯣꯜꯗ ꯃꯤꯡ ꯆꯟꯕꯒꯤ ꯆꯥꯡ ꯑꯁꯤ ꯃꯃꯥꯡꯒꯤ ꯆꯍꯤꯗꯒꯤ ꯍꯦꯟꯒꯠꯂꯕꯁꯨ ꯑꯄꯥꯝꯕ ꯆꯥꯡ ꯑꯗꯨ ꯌꯧꯕꯗꯤ ꯑꯣꯏꯗ꯭ꯔꯤ꯫ꯃꯁꯤꯒꯤ ꯃꯔꯨ ꯑꯣꯏꯕ ꯃꯔꯝ ꯑꯁꯤ ꯇꯣꯉꯥꯟ ꯇꯣꯉꯥꯟꯂꯤ꯫ꯃꯔꯝꯁꯤꯡ ꯑꯗꯨꯒꯤ ꯃꯅꯨꯡꯗ ꯈꯔꯗꯤ ꯚꯣꯇꯔ ꯂꯤꯁꯇ ꯆꯜꯂꯒ ꯀꯔꯤ ꯀꯥꯟꯅꯒꯅꯤ, ꯑꯃꯣꯠꯄ ꯁꯪꯕꯤꯚꯥꯟꯒꯤ ꯐꯤꯕꯥꯟꯅꯨꯡꯗ ꯌꯥꯎꯖꯅꯤꯡꯗꯦ ꯍꯥꯏꯕꯅꯆꯤꯡꯕ ꯑꯔꯥꯟꯕ ꯀꯌꯥꯅ ꯍꯨꯝꯗꯨꯅ ꯄꯨꯕꯗꯒꯤ ꯏꯂꯦꯛꯇꯣꯔꯦꯜ ꯔꯣꯜꯗ ꯃꯤꯡ ꯆꯟꯕ ꯌꯥꯔꯕ ꯅꯍꯥ ꯑꯣꯏꯔꯤꯕ ꯚꯣꯠ ꯊꯥꯗꯕ ꯌꯥꯔꯕ ꯃꯤ ꯀꯌꯥ ꯚꯣꯇꯔ ꯂꯤꯁꯇ ꯃꯤꯡ ꯆꯟꯗꯕꯅꯤ꯫ꯁꯪꯕꯤꯚꯥꯟ ꯆꯠꯄ ꯂꯩꯕꯥꯛ ꯑꯃꯗ ꯃꯤꯑꯣꯏ ꯑꯃꯒꯤ ꯚꯣꯠ ꯑꯁꯤ ꯌꯥꯝꯅ ꯃꯔꯨ ꯑꯣꯏꯈ꯭ꯔꯦ꯫ꯃꯁꯤꯅ ꯂꯩꯕꯥꯛ ꯑꯁꯤꯒꯤ ꯆꯍꯤ ꯃꯉꯥ ꯒꯤ ꯃꯔꯥꯏꯕꯛ ꯂꯦꯞꯀꯗꯧꯔꯤꯕꯅꯤ꯫ꯃꯅꯤꯄꯨꯔꯗꯗꯤꯔꯥꯖ ꯅꯤꯇꯤ ꯑꯁꯤ ꯃꯤꯌꯥꯝꯅ ꯂꯨꯝꯅ ꯂꯧꯅꯗꯕꯒꯨꯝꯅ ꯇꯧꯏ꯫ꯔꯥꯖꯅꯤꯇꯤꯅ ꯈꯨꯟꯅꯥꯏ ꯑꯁꯤ ꯁꯦꯝꯒꯗꯧꯔꯤꯕꯅꯤ ꯍꯥꯏꯗꯤ ꯊꯣꯏꯅ ꯈꯟꯊꯔꯨꯕ ꯇꯧꯅꯗꯦ꯫ꯑꯔꯥꯟꯕ ꯋꯥꯈꯜꯂꯣꯟ ꯀꯌꯥ ꯑꯁꯤꯗꯒꯤ ꯆꯍꯤ ꯅꯧꯔꯤꯕ ꯅꯍꯥ ꯑꯣꯏꯔꯤꯕ ꯚꯣꯠ ꯊꯥꯗꯕ ꯌꯥꯔꯕꯁꯤꯡꯕꯨ ꯆꯤꯡꯊꯣꯛꯂꯒ ꯑꯆꯨꯝꯕ ꯃꯥꯏꯑꯣꯟ ꯑꯃꯗ ꯂꯥꯛꯍꯟꯕꯗ ꯑꯩꯈꯣꯏ ꯄꯨꯝꯅꯃꯛꯀꯤ ꯊꯧꯗꯥꯡ ꯂꯩꯔꯤꯕꯅꯤ꯫ꯃꯇꯥꯡ ꯑꯁꯤꯗ ꯄꯟꯖꯅꯤꯡꯕꯗꯤ ꯉꯁꯤ ꯄꯥꯡꯊꯣꯛꯀꯗꯧꯔꯤꯕ ꯂꯩꯕꯥꯛꯀꯤ ꯃꯤꯍꯨꯠ ꯈꯟꯕꯒꯤ ꯅꯨꯃꯤꯠ ꯊꯧꯔꯝ ꯑꯁꯤꯗ ꯆꯍꯤ ꯅꯧꯔꯤꯕ, ꯏꯂꯦꯛꯇꯣꯔꯦꯜ ꯔꯣꯜꯗ ꯅꯧꯅ ꯃꯤꯡ ꯆꯟꯒꯗꯧꯔꯤꯕ ꯅꯍꯥꯁꯤꯡꯕꯨ ꯏꯂꯦꯛꯇꯣꯔꯦꯜ ꯔꯣꯜꯗ ꯍꯦꯟꯅ ꯃꯤꯡ ꯆꯜꯍꯟꯅꯕ ꯑꯃꯁꯨꯡ ꯁꯪꯕꯤꯚꯥꯟꯒꯤꯃꯇꯤꯛ ꯃꯌꯥꯏ ꯍꯦꯟꯒꯠꯍꯟꯅꯕ ꯃꯤꯄꯨꯝ ꯈꯨꯗꯤꯡꯃꯛꯅ ꯊꯧꯗꯥꯡ ꯂꯧꯃꯤꯟꯅꯕ ꯃꯇꯝ ꯑꯣꯏꯔꯦ꯫ꯏꯂꯦꯛꯁꯟ ꯀꯝꯃꯤꯁꯟꯅ ꯊꯝꯂꯤꯕ ꯄꯥꯟꯗꯝ ꯑꯁꯤ ꯐꯪꯍꯟꯅꯕ ꯄꯨꯟꯅ ꯈꯣꯡ ꯊꯥꯡꯖꯤꯟꯃꯤꯟꯅꯕ ꯃꯇꯝ ꯑꯣꯏꯔꯦ꯫